ꯑꯔꯣꯏꯕꯥ ꯀꯟꯁꯔꯠ ꯑꯗꯨ ꯌꯨꯀ꯭ꯔꯦꯟꯒꯤ ꯂꯝꯕꯤ ꯁꯦꯝꯕꯤꯕꯥ ꯍꯥꯏꯂꯦꯟꯗꯒꯤ ꯁꯔꯨꯛ ꯑꯃꯥ ꯑꯣꯏꯔꯤꯕꯥ ꯇ꯭ꯔꯦꯝꯕꯤꯇꯥꯁꯀꯤ ꯈꯣꯟꯖꯦꯜꯁꯤꯡꯅꯥ ꯍꯧꯗꯣꯛꯈꯤ꯫ ꯃꯤ ꯇꯤꯟꯈꯤꯕꯥ ꯃꯤꯑꯣꯏꯁꯤꯡꯅꯥ ꯌꯨꯀ꯭ꯔꯦꯟꯒꯤ ꯁꯣꯚꯤꯌꯦꯠ ꯁꯣꯁꯤꯌꯦꯂꯤꯁꯠ ꯔꯤꯄ꯭ꯂꯕꯤꯛꯀꯤ ꯃꯁꯛꯁꯤꯡ ꯍꯥꯏꯕꯗꯤ ꯌꯨꯀ꯭ꯔꯦꯟꯒꯤ ꯁꯣꯚꯤꯌꯦꯠ ꯁꯣꯁꯤꯌꯦꯂꯤꯁꯠ ꯔꯤꯄ꯭ꯂꯕꯤꯛꯀꯤ ꯔꯥꯖ꯭ꯌꯒꯤ ꯃꯁꯛ ꯑꯃꯁꯨꯡ ꯌꯨꯀ꯭ꯔꯦꯟꯒꯤ ꯁꯣꯚꯤꯌꯦꯠ ꯁꯣꯁꯤꯌꯦꯂꯤꯁꯠ ꯔꯤꯄ꯭ꯂꯕꯤꯛ ꯐꯦꯁ꯭ꯇꯤꯕꯦꯜ ꯑꯁꯤꯒꯤ ꯑꯆꯧꯕꯥ ꯃꯅꯥ ꯑꯁꯤ ꯋꯥꯁꯤꯜ ꯓꯥꯗꯅꯀꯤꯟꯅꯥ ꯐꯪꯈꯤ ꯑꯇꯣꯞꯄꯥ ꯃꯅꯥ ꯐꯪꯂꯕꯁꯤꯡꯒꯤ ꯃꯅꯨꯡꯗꯥ ꯁꯪꯁ꯭ꯠꯔꯤꯆꯀꯥ ꯚꯤꯀꯥ ꯚꯤꯀꯥ ꯕ꯭ꯔꯗꯤꯌ ꯀꯣꯃꯨ ꯋ꯭ꯅꯤꯖ ꯕ꯭ꯔꯥꯇꯤ ꯍꯥꯗꯤꯌꯨꯀꯤꯅꯤ ꯑꯦꯗꯨꯌꯥꯔꯗ ꯗ꯭ꯔꯦꯆ ꯚꯤꯛꯇꯔ ꯃꯣꯔꯣꯖꯣꯚ ꯇꯥꯔꯥꯁ ꯀꯨꯔꯆꯤꯛ ꯑꯦꯟꯗ꯭ꯔꯤꯌ ꯃꯥꯏꯀꯣꯂꯥꯏꯆꯨꯛ ꯑꯃꯁꯨꯡ ꯑꯇꯩ ꯀꯌꯥ ꯌꯥꯎꯈꯤ꯫ ꯀꯨꯕꯥꯟꯒꯤ ꯃꯤꯑꯣꯏ ꯓꯥꯗꯅꯀꯤꯅꯅꯥ ꯃꯁꯥ ꯃꯊꯟꯇꯥ ꯀꯨꯝꯃꯩꯒꯤ ꯊꯧꯔꯝ ꯂꯣꯏꯔꯕꯥ ꯃꯇꯨꯡꯗꯥ ꯌꯨꯀ꯭ꯔꯦꯟꯒꯤ ꯏꯁꯩ ꯁꯛꯄꯥ ꯍꯧꯈꯤꯕꯅꯤ꯫ ꯆ꯭ꯌꯔꯅꯤꯚꯠꯁꯤꯒꯤ ꯁꯦꯟꯇ꯭ꯔꯦꯜ ꯁ꯭ꯇꯦꯗꯤꯌꯝꯗꯥ ꯄꯥꯡꯊꯣꯛꯈꯤꯕꯥ ꯑꯔꯣꯏꯕꯥ ꯀꯟꯁꯔꯠ ꯑꯗꯨꯗꯥ ꯃꯐꯝꯗꯨꯒꯤ ꯄꯨꯂꯤꯁꯅꯥ ꯅꯦꯁ꯭ꯅꯦꯂꯤꯖꯝꯒꯤ ꯃꯁꯛ ꯑꯃꯠꯇꯥ ꯌꯥꯎꯗꯅꯥ ꯂꯥꯟꯗꯥꯈꯤ ꯃꯈꯣꯏꯅꯥ ꯌꯦꯜꯂꯣ ꯕ꯭ꯂꯣꯎꯖ ꯑꯃꯁꯨꯡ ꯅꯤꯜ ꯈꯣꯡꯎꯞ ꯁꯦꯠꯄꯥ ꯅꯍꯥ ꯑꯣꯏꯔꯤꯕꯥ ꯅꯨꯄꯤꯃꯆꯥꯁꯤꯡ ꯃꯌꯥꯝꯅꯥ ꯄꯥꯝꯅꯕꯥ ꯂꯥꯌꯟ ꯁꯣꯁꯥꯏꯇꯤꯗꯒꯤ ꯀꯌꯥ ꯊꯞꯈꯤ꯫ ꯁ꯭ꯇꯦꯗꯤꯌꯝꯗꯥ ꯖꯣꯔꯖꯤ ꯃꯣꯡꯒꯥꯖ꯭ꯖꯦꯅꯥ ꯃꯤꯂꯤꯇꯔꯤꯅꯥ ꯂꯥꯟꯗꯥꯗꯨꯅꯥ ꯃꯀꯣꯛꯊꯣꯡꯕꯗꯥ ꯁꯣꯛꯍꯟꯈꯤ꯫ ꯔꯣꯁꯃꯦ ꯃꯤꯗꯤꯌꯥ ꯁꯦꯟꯇꯔꯅꯥ ꯀꯨꯝꯃꯩ ꯑꯁꯤꯒꯤ ꯄꯨꯋꯥꯔꯤꯒꯤ ꯃꯇꯥꯡꯗꯥ ꯁꯔꯨꯛ ꯇꯔꯨꯛ ꯁꯨꯕꯥ ꯐꯤꯂꯝ ꯑꯃꯥ ꯁꯦꯝꯈꯤ꯫ ꯆ꯭ꯌꯔꯅꯤꯚꯠꯁꯤ ꯂꯤꯁꯤꯡ ꯑꯅꯤ ꯇꯔꯥꯃꯥꯄꯟꯗꯥ ꯐꯣꯡꯈꯤ ꯆꯦꯔꯚꯣꯅꯥ ꯔꯨꯇꯥ ꯑꯁꯤ ꯁꯦꯞꯇꯦꯝꯕꯔ ꯗꯥ ꯑꯃꯨꯛ ꯍꯟꯅꯥ ꯆꯦꯔꯅꯤꯚꯁꯤ ꯚꯣꯂꯣꯗꯤꯃꯤꯔ ꯏꯚꯥꯁ꯭ꯌꯨꯛꯀꯤ ꯃꯌꯨꯝꯗꯥ ꯄꯥꯡꯊꯣꯛꯈꯤ꯫ ꯃꯁꯤ ꯐꯦꯁ꯭ꯇꯤꯕꯦꯜ ꯑꯁꯤꯒꯤ ꯆꯍꯤ ꯀꯨꯟꯊ꯭ꯔꯥ ꯁꯨꯔꯛꯄꯅꯤ꯫ ꯆꯩꯊꯦꯡ ꯔꯨꯇꯥ ꯐꯦꯁ꯭ꯇꯅꯥ ꯌꯨꯀ꯭ꯔꯦꯟꯒꯤ ꯀꯜꯆꯔꯗꯥ ꯑꯁꯦꯡꯕꯥ ꯔꯤꯚꯣꯂꯨꯁꯟ ꯑꯃꯥ ꯄꯨꯔꯛꯈꯤ ꯃꯗꯨꯅꯥ ꯄꯥꯛ ꯆꯥꯎꯔꯕꯥ ꯈꯨꯟꯅꯥꯏꯗꯨ ꯁꯥꯐꯨ ꯄꯤꯈꯤ꯫ ꯀꯨꯝꯃꯩ ꯑꯁꯤꯅꯥ ꯃꯃꯥꯡꯗꯥ ꯂꯩꯔꯝꯗꯕꯥ ꯑꯅꯧꯕꯥ ꯅꯍꯥꯁꯤꯡꯒꯤ ꯃ꯭ꯌꯨꯖꯤꯛ ꯄꯣꯀꯍꯟꯅꯈꯤ꯫ ꯃꯃꯥꯡꯗꯥ ꯗꯣꯃꯦꯁ꯭ꯇꯤꯛ ꯑꯥꯏꯗꯣꯜ ꯌꯥꯎꯗꯕꯥ ꯌꯨꯀ꯭ꯔꯦꯟꯒꯤ ꯅꯍꯥꯁꯤꯡꯅꯥ ꯃꯁ꯭ꯀꯣꯗꯒꯤ ꯃꯈꯜ ꯀꯌꯥꯒꯤ ꯁꯣꯁꯤꯡꯗꯥ ꯂꯦꯞꯄꯥ ꯇꯥꯈꯤ ꯅꯠꯇ꯭ꯔꯒꯥ ꯋꯦꯁ꯭ꯇꯔꯟ ꯄꯣꯞ ꯁꯇ꯭ꯔꯥꯁꯤꯡ ꯇꯥꯕꯥ ꯇꯥꯈꯤ꯫ ꯀꯨꯝꯃꯩ ꯑꯁꯤꯗꯥ ꯑꯍꯥꯟꯕꯥ ꯑꯣꯏꯅꯥ ꯁꯛꯈꯪꯈꯤꯕꯥ ꯏꯁꯩ ꯀꯌꯥ ꯈꯨꯗꯛꯇꯥ ꯍꯤꯠ ꯑꯣꯏꯈꯤ ꯃꯤꯑꯣꯏ ꯂꯥꯈ ꯀꯌꯥꯅꯥ ꯄꯥꯝꯅꯈꯤ꯫ ꯔꯨꯇꯥ ꯃꯔꯐꯨ ꯃꯥꯄꯟꯒꯤ ꯃꯥꯏꯄꯥꯛꯄꯁꯤꯡ ꯑꯃꯁꯨꯡ ꯃꯈꯣꯏꯒꯤ ꯏꯁꯩꯁꯤꯡꯅꯥ ꯆꯥꯔꯠ ꯑꯃꯁꯨꯡ ꯄꯣꯜ ꯀꯌꯥꯗꯥ ꯃꯀꯣꯛ ꯊꯣꯡꯕꯥ ꯑꯣꯏꯈꯤ꯫ ꯅꯨꯃꯤꯠ ꯈꯔꯅꯤꯒꯤ ꯃꯃꯥꯡꯗꯥ ꯌꯥꯝꯅꯥ ꯂꯨꯕꯥ ꯃ꯭ꯌꯨꯖꯤꯁꯤꯌꯥꯟꯁꯤꯡꯅꯥ ꯅꯨꯃꯤꯠ ꯑꯃꯗꯥ ꯌꯨꯀ꯭ꯔꯦꯟꯒꯤ ꯅꯍꯥꯁꯤꯡꯒꯤ ꯃꯨꯔꯇꯤ ꯑꯣꯏꯅꯥ ꯑꯣꯟꯊꯣꯛꯈꯤ꯫ ꯑꯍꯥꯟꯕꯥ ꯑꯣꯏꯅꯥ ꯃꯤꯁꯤꯡꯒꯤ ꯑꯆꯧꯕꯥ ꯁꯔꯨꯛ ꯑꯃꯥ ꯑꯃꯁꯨꯡ ꯃꯔꯨ ꯑꯣꯏꯅꯥ ꯅꯍꯥ ꯑꯣꯏꯔꯤꯕꯥ ꯃꯤꯑꯣꯏꯁꯤꯡꯅꯥ ꯌꯨꯀ꯭ꯔꯦꯟꯒꯤ ꯃ꯭ꯌꯨꯖꯤꯛ ꯌꯥꯝꯅꯥ ꯄꯥꯝꯅꯕꯥ ꯍꯧꯔꯛꯈꯤ ꯃꯗꯨ ꯃꯈꯣꯏꯒꯤ ꯄꯨꯟꯁꯤꯒꯤ ꯁꯔꯨꯛ ꯑꯃꯥ ꯑꯣꯏꯔꯛꯈꯤ꯫ ꯆꯦꯔꯚꯣꯅꯥ ꯔꯨꯇꯥꯅꯥ ꯌꯨꯀ꯭ꯔꯦꯟꯗꯥ ꯅꯦꯁ꯭ꯅꯦꯜ ꯁꯣ ꯕꯤꯖꯤꯅꯦꯁ ꯑꯃꯁꯨ ꯍꯧꯗꯣꯛꯈꯤ꯫ ꯑꯁꯤꯒꯨꯝꯕꯥ ꯊꯧꯔꯝꯁꯤꯡꯗꯥ ꯇꯦꯛꯅꯤꯀꯦꯜ ꯁ꯭ꯇꯦꯖ ꯁꯥꯎꯟꯗ ꯂꯥꯏꯠ ꯔꯦꯀꯣꯔꯗꯤꯡ ꯁ꯭ꯇꯨꯗꯤꯑꯣ ꯃ꯭ꯌꯨꯖꯤꯛ ꯏꯀ꯭ꯤꯞꯃꯦꯟꯠ ꯃ꯭ꯌꯨꯖꯤꯛ ꯄ꯭ꯔꯣꯗꯛꯁꯟꯒꯤ ꯔꯤꯄ꯭ꯔꯗꯛꯁꯟ ꯑꯃꯁꯨꯡ ꯀ꯭ꯔꯤꯌꯦꯇꯤꯕ ꯀꯝꯄꯣꯖꯔ ꯑꯦꯔꯦꯟꯖꯔ ꯁꯥꯎꯟꯗ ꯄ꯭ꯔꯣꯗ꯭ꯌꯨꯁꯔ ꯀꯕꯤ ꯑꯁꯤꯅꯆꯤꯡꯕꯥ ꯁꯄꯣꯔꯠ ꯇꯧꯕꯒꯤ ꯑꯍꯥꯟꯕꯥ ꯀꯁ꯭ꯇꯃꯔ ꯑꯣꯏꯈꯤꯕꯁꯤ ꯔꯨꯇꯥꯅꯤ꯫ ꯑꯍꯥꯟꯕꯥ ꯔꯨꯇꯥ ꯐꯦꯁ꯭ꯠꯀꯤ ꯃꯇꯝꯗꯥ ꯐꯦꯁ꯭ꯇꯤꯕꯦꯜꯒꯤ ꯔꯦꯀꯣꯔꯗꯁꯤꯡ ꯌꯣꯜꯂꯝꯃꯤ ꯑꯃꯁꯨꯡ ꯗꯤꯃꯥꯟꯗꯒꯤ ꯁꯔꯨꯛ ꯇꯔꯥ ꯐꯥꯎꯕꯥ ꯁꯣꯏꯗꯅꯥ ꯐꯪꯈꯤꯗꯦ꯫ ꯑꯃꯁꯨꯡ ꯐꯦꯁ꯭ꯇꯤꯕꯦꯜ ꯑꯁꯤ ꯑꯍꯥꯟꯕꯥ ꯑꯣꯏꯅꯥ ꯌꯨꯀ꯭ꯔꯦꯟꯒꯤ ꯀꯟꯁꯔꯠ ꯇꯨꯔ ꯄꯥꯡꯊꯣꯛꯂꯕꯥ ꯃꯇꯨꯡꯗꯥ ꯌꯨꯀ꯭ꯔꯦꯟ ꯄꯨꯝꯕꯗꯥ ꯔꯨꯊ ꯃꯔꯐꯨ ꯃꯥꯄꯟꯒꯤ ꯃꯥꯏꯄꯥꯛꯄꯁꯤꯡꯒꯤ ꯀꯟꯁꯔꯠ ꯃꯔꯐꯨ ꯇꯔꯦꯠ ꯃꯤ ꯌꯥꯝꯅꯥ ꯇꯤꯅꯕꯥ ꯍꯣꯜꯁꯤꯡꯗꯥ ꯃꯃꯥꯡꯗꯥ ꯑꯃꯨꯛꯇꯥ ꯑꯣꯏꯈꯤꯗ꯭ꯔꯤꯕꯥ ꯃꯑꯣꯡꯗꯥ ꯃꯥꯏꯄꯥꯛꯈꯤ꯫ ꯀꯨꯝꯃꯩ ꯑꯁꯤꯒꯤ ꯃ꯭ꯌꯨꯖꯤꯛꯅꯥ ꯀꯟꯁꯔꯠꯁꯤꯡꯒꯤ ꯀꯂꯥꯒꯤ ꯑꯣꯏꯕꯥ ꯃꯒꯨꯟ ꯑꯗꯨꯅꯥ ꯄꯨꯛꯅꯤꯡ ꯆꯤꯡꯁꯤꯟꯈꯤꯕꯥ ꯁ꯭ꯇꯦꯗꯤꯌꯝꯁꯤꯡ ꯑꯃꯁꯨꯡ ꯑꯆꯧꯕꯥ ꯁꯛꯕꯥꯔꯁꯤꯡꯗꯥ ꯌꯦꯡꯂꯤꯕꯥ ꯃꯤꯑꯣꯏ ꯂꯤꯁꯤꯡ ꯀꯌꯥꯗꯥ ꯑꯆꯧꯕꯥ ꯑꯣꯗꯤꯑꯣꯁꯤꯡ ꯈꯣꯝꯖꯤꯟꯕꯥ ꯍꯧꯔꯛꯈꯤ ꯃꯃꯥꯡꯗꯥ ꯃꯤꯑꯣꯏ ꯀꯌꯥꯅꯥ ꯔꯥꯖꯅꯤꯇꯤꯒꯤ ꯑꯣꯏꯕꯥ ꯔꯦꯂꯤꯁꯤꯡꯒꯤꯗꯃꯛ ꯈꯛꯇꯃꯛ ꯇꯤꯅꯈꯤ꯫